ꯊꯔꯃꯦꯜ ꯑꯦꯛꯁꯄꯥꯟꯁꯟꯒꯤ ꯀꯣꯏꯐꯤꯁꯤꯑꯦꯟꯁꯤ ꯑꯁꯤ ꯀꯔꯤꯅꯣ? ꯊꯔꯃꯦꯜ ꯑꯦꯛꯁꯄꯥꯟꯁꯟꯒꯤ ꯀꯣꯏꯐꯤꯁꯤꯑꯦꯟꯁꯤ ꯑꯁꯤ ꯇꯦꯝꯄꯦꯔꯦꯆꯔꯗ ꯑꯍꯣꯡꯕ ꯂꯥꯛꯄꯒ ꯂꯣꯏꯅꯅ ꯃꯆꯥꯛ ꯑꯃꯒꯤ ꯁꯥꯏꯖꯗ ꯑꯍꯣꯡꯕ ꯂꯥꯛꯄꯒꯤ ꯆꯥꯡꯌꯦꯡ ꯑꯃꯅꯤ꯫ ꯃꯁꯤ ꯌꯨꯅꯤꯠ ꯑꯃꯗ ꯇꯦꯝꯄꯦꯔꯦꯆꯔꯗ ꯑꯍꯣꯡꯕ ꯂꯥꯛꯄꯗ ꯂꯦꯡꯗꯅ ꯂꯩꯕ ꯅꯠꯇ꯭ꯔꯒ ꯚꯣꯜꯌꯨꯝꯒꯤ ꯐ꯭ꯔꯦꯛꯁꯅꯦꯜ ꯑꯣꯏꯕ ꯑꯍꯣꯡꯕ ꯍꯥꯏꯅ ꯊꯤꯖꯤꯜꯂꯤ꯫ ꯇꯣꯉꯥꯟ-ꯇꯣꯉꯥꯟꯕ ꯃꯆꯥꯛꯁꯤꯡꯗ ꯊꯔꯃꯦꯜ ꯑꯦꯛꯁꯄꯥꯟꯁꯟꯒꯤ ꯇꯣꯉꯥꯟ-ꯇꯣꯉꯥꯟꯕ ꯀꯣꯏꯐꯤꯁꯤꯑꯦꯟꯁꯤ ꯂꯩ꯫ ꯈꯨꯗꯝ ꯑꯣꯏꯅ ꯙꯥꯇꯨꯁꯤꯡꯅ ꯃꯍꯧꯁꯥꯅ ꯊꯔꯃꯦꯜ ꯑꯦꯛꯁꯄꯥꯟꯁꯟꯒꯤ ꯀꯣꯏꯐꯤꯁꯤꯑꯦꯟꯁꯤ ꯌꯥꯝꯅ ꯋꯥꯡꯏ ꯑꯗꯨꯒ ꯁꯦꯔꯥꯃꯤꯛꯁꯤꯡꯗ ꯀꯣꯏꯐꯤꯁꯤꯑꯦꯟꯁꯤ ꯅꯦꯝꯃꯤ꯫ ꯊꯔꯃꯦꯜ ꯑꯦꯛꯁꯄꯥꯟꯁꯟꯒꯤ ꯀꯣꯏꯐꯤꯁꯤꯑꯦꯟꯁꯤ ꯑꯁꯤ ꯇꯦꯝꯄꯦꯔꯦꯆꯔꯗ ꯑꯍꯣꯡꯕ ꯂꯥꯛꯄꯅ ꯁꯤꯁꯇꯦꯝ ꯑꯃꯒꯤ ꯗꯤꯖꯥꯏꯟ ꯅꯠꯇ꯭ꯔꯒ ꯑꯣꯄꯔꯦꯁꯟꯗ ꯈꯨꯗꯣꯡꯆꯥꯗꯕ ꯊꯣꯛꯍꯟꯕ ꯌꯥꯕ ꯁꯥꯏꯖꯗ ꯑꯍꯣꯡꯕ ꯄꯨꯔꯛꯄ ꯌꯥꯕ ꯑꯦꯄ꯭ꯂꯤꯀꯦꯁꯟꯁꯤꯡꯗ ꯃꯔꯨꯑꯣꯏꯕ ꯋꯥꯈꯜꯂꯣꯟ ꯑꯃꯅꯤ꯫ ꯄꯤꯔꯤꯕ ꯄꯣꯠꯁꯛ ꯑꯗꯨ ꯐꯣꯡꯗꯣꯛꯂꯤꯕ ꯑꯦꯖꯦꯛꯇꯤꯚ ꯃꯉꯥꯒꯤ ꯂꯤꯁ꯭ꯠ ꯑꯃ ꯁꯦꯝꯃꯨ꯫ ꯐꯣꯟ ꯑꯃ꯫ ꯁ꯭ꯂꯤꯛ ꯀꯝꯄꯦꯛꯇ ꯍꯥꯏ-ꯇꯦꯛ ꯋꯥꯔꯁꯥꯏꯇꯦꯜ ꯄꯣꯔꯇꯦꯕꯜ꯫ ꯃꯦꯗꯤꯀꯦꯜ ꯁꯤꯅꯥꯔꯤꯑꯣ ꯑꯃ ꯈꯟꯅꯕꯤꯌꯨ ꯑꯃꯁꯨꯡ ꯑꯣꯏꯊꯣꯛꯄ ꯌꯥꯕ ꯂꯥꯏꯌꯦꯡꯒꯤ ꯈꯟꯅꯕꯁꯤꯡ ꯑꯗꯨ ꯐꯣꯡꯗꯣꯛꯄꯤꯌꯨ꯫ ꯄꯦꯁꯦꯟꯇ ꯑꯃꯅ ꯃꯈꯣꯏꯒꯤ ꯃꯈꯨꯠꯇ ꯁꯔꯨ ꯇꯥꯡ ꯑꯃ ꯊꯨꯒꯥꯏꯗꯨꯅ ꯂꯥꯛꯏ꯫ ꯃꯈꯣꯏꯒꯤ ꯃꯈꯨꯠꯇ ꯁꯔꯨ ꯇꯥꯡ ꯁꯣꯛꯄ ꯄꯦꯁꯦꯟꯇ ꯑꯃꯅ ꯃꯈꯥꯗ ꯄꯤꯔꯤꯕ ꯑꯣꯏꯊꯣꯛꯄ ꯌꯥꯕ ꯂꯥꯏꯌꯦꯡꯒꯤ ꯈꯟꯕꯁꯤꯡ ꯑꯁꯤ ꯈꯟꯅꯔꯛꯄ ꯌꯥꯏ: ꯏꯃꯣꯕꯤꯂꯥꯏꯖꯦꯁꯟ: ꯁꯣꯛꯄ ꯁꯔꯨ ꯇꯥꯡ ꯑꯃꯒꯤ ꯈ꯭ꯋꯥꯏꯗꯒꯤ ꯀꯃꯟ ꯑꯣꯏꯕ ꯂꯥꯏꯌꯦꯡꯗꯤ, ꯁꯔꯨ ꯇꯥꯡ ꯑꯗꯨ ꯃꯐꯝꯗꯨꯗ ꯊꯝꯅꯕꯒꯤꯗꯃꯛ ꯀꯥꯁ꯭ꯠ, ꯁ꯭ꯄꯂꯤꯟꯇ ꯅꯠꯇ꯭ꯔꯒ ꯁ꯭ꯂꯤꯡ ꯁꯤꯖꯤꯟꯅꯗꯨꯅ ꯑꯁꯣꯛꯄ ꯃꯐꯝ ꯑꯗꯨ ꯏꯃꯣꯕꯤꯂꯥꯏꯖ ꯇꯧꯕꯅꯤ꯫ ꯃꯁꯤꯅ ꯐꯒꯠꯍꯜꯂꯤ꯫ ꯍꯟꯊꯍꯟꯕ: ꯃꯁꯤ ꯗꯣꯛꯇꯔꯅ ꯃꯦꯟꯌꯨꯑꯦꯜ ꯑꯣꯏꯅ ꯁꯣꯛꯍꯜꯂꯕ ꯁꯔꯨ ꯑꯗꯨ ꯃꯁꯥꯒꯤ ꯅꯣꯔꯃꯦꯜ ꯄꯣꯖꯤꯁꯟꯗ ꯑꯃꯨꯛ ꯍꯟꯅ ꯁꯦꯝꯗꯣꯛ-ꯁꯦꯝꯖꯤꯟ ꯇꯧꯕ ꯊꯧꯑꯣꯡ ꯑꯃꯅꯤ꯫ ꯃꯁꯤ ꯀ꯭ꯂꯣꯖꯗ ꯔꯤꯗꯛꯁꯟꯒꯤ ꯈꯨꯠꯊꯥꯡꯗ ꯃꯐꯝ ꯑꯗꯨꯗ ꯈꯣꯡ ꯑꯗꯨ ꯂꯦꯡꯗꯅ ꯂꯩꯔꯤ ꯅꯠꯇ꯭ꯔꯒ ꯑꯣꯄꯟ ꯔꯤꯗꯛꯁꯟ ꯑꯃꯒꯤ ꯈꯨꯠꯊꯥꯡꯗ ꯃꯁꯤꯗ ꯁꯔꯖꯔꯤ ꯇꯧꯕ ꯌꯥꯏ꯫ ꯄꯦꯟ ꯃꯦꯅꯦꯖꯃꯦꯟꯇ: ꯄꯦꯁꯦꯟꯇ ꯑꯗꯨꯗ ꯑꯁꯣꯛ-ꯑꯄꯟ ꯑꯗꯨꯒ ꯃꯔꯤ ꯂꯩꯅꯕ ꯑꯁꯣꯛ-ꯑꯄꯟ ꯅꯠꯇ꯭ꯔꯒ ꯑꯅꯥ ꯑꯃꯍꯦꯛꯇꯕꯨ ꯃꯦꯅꯦꯖ ꯇꯧꯕꯗ ꯃꯇꯦꯡ ꯄꯥꯡꯅꯕ ꯄꯦꯟ ꯃꯦꯗꯤꯀꯦꯁꯟ ꯄꯤꯕ ꯌꯥꯏ꯫ ꯐꯤꯖꯤꯀꯦꯜ ꯊꯦꯔꯥꯄꯤ: ꯁꯔꯨ ꯑꯗꯨ ꯐꯒꯠꯂꯕ ꯃꯇꯨꯡꯗ, ꯑꯅꯥꯕ ꯑꯗꯨꯅ ꯑꯁꯣꯜꯄ ꯃꯐꯝ ꯑꯗꯨꯗ ꯄꯥꯡꯒꯜ, ꯐ꯭ꯂꯦꯛꯁꯤꯕꯤꯂꯤꯇꯤ ꯑꯃꯁꯨꯡ ꯔꯦꯟꯖ ꯑꯣꯐ ꯃꯣꯁꯟ ꯑꯃꯨꯛ ꯍꯟꯅ ꯁꯦꯝꯒꯠꯄꯗ ꯃꯇꯦꯡ ꯄꯥꯡꯅꯕ ꯐꯤꯖꯤꯀꯦꯜ ꯊꯦꯔꯥꯄꯤ ꯃꯊꯧ ꯇꯥꯕ ꯌꯥꯏ꯫ ꯈꯨꯠꯁꯥꯗ ꯁꯣꯛꯍꯜꯂꯕ ꯁꯔꯨ ꯇꯥꯡ ꯑꯃꯒꯤ ꯂꯥꯏꯌꯦꯡꯒꯤ ꯈꯟꯕꯁꯤ ꯑꯁꯣꯛ-ꯑꯄꯟ ꯑꯗꯨꯒꯤ ꯃꯑꯣꯡ-ꯃꯇꯧ, ꯄꯦꯁꯦꯟꯇ ꯑꯗꯨꯒꯤ ꯑꯄꯨꯟꯕ ꯍꯛꯁꯦꯜ ꯑꯃꯁꯨꯡ ꯃꯈꯣꯢꯒꯤ ꯃꯤꯑꯣꯏ ꯑꯃꯒꯤ ꯃꯊꯧ ꯇꯥꯕꯁꯤꯡ ꯑꯃꯁꯨꯡ ꯄꯁꯟꯗꯁꯤꯡ ꯑꯁꯤꯅꯆꯤꯡꯕ ꯐꯦꯛꯇꯔꯁꯤꯡꯒꯤ ꯃꯈꯥ ꯄꯣꯜꯂꯤ꯫ ꯍꯦꯜꯊꯀꯦꯌꯔ ꯄ꯭ꯔꯣꯚꯥꯏꯗꯔ ꯑꯃꯒ ꯏꯚꯥꯜꯌꯨꯑꯦꯁꯟ ꯑꯃꯁꯨꯡ ꯀꯟꯁꯂꯇꯦꯁꯟ ꯑꯃꯅ ꯄꯦꯁꯦꯟꯇ ꯑꯗꯨꯒꯤ ꯈ꯭ꯋꯥꯏꯗꯒꯤ ꯐꯕ ꯂꯥꯏꯌꯦꯡꯒꯤ ꯀꯣꯔꯁ ꯑꯗꯨ ꯂꯦꯞꯊꯣꯛꯄꯗ ꯃꯇꯦꯡ ꯄꯥꯡꯏ꯫ ꯑꯄꯤꯕ ꯂꯤꯁ꯭ꯠ ꯑꯗꯨ ꯄ꯭ꯔꯤꯟꯇ ꯇꯧꯕ ꯂꯨꯞ ꯑꯃ ꯁꯦꯝꯃꯨ꯫ ꯑꯦꯄꯜ, ꯑꯣꯔꯦꯟꯖ, ꯕꯦꯅꯥ, ꯑꯪꯒ꯭ꯔꯨ꯫ ꯃꯐꯝ ꯑꯁꯤꯗ ꯄꯥꯏꯊꯣꯟꯗ ꯀꯣꯗ ꯈꯨꯗꯝ ꯑꯃ ꯄꯤꯔꯤ ꯃꯗꯨꯅ ꯂꯨꯞ ꯑꯃ ꯁꯦꯝꯃꯤ ꯑꯃꯁꯨꯡ ꯄꯤꯔꯤꯕ ꯂꯤꯁ꯭ꯠ ꯑꯗꯨꯒꯤ ꯑꯦꯂꯤꯃꯦꯟꯇꯁꯤꯡ ꯑꯗꯨ ꯄ꯭ꯔꯤꯟꯇ ꯇꯧꯏ꯫